ꯁ꯭ꯇꯦꯠꯒꯤ ꯔꯦꯚꯤꯅ꯭ꯌꯨ ꯍꯦꯟꯒꯠ ꯍꯟꯕ ꯇꯦꯛꯁ ꯂꯧꯕꯗ ꯂꯩꯔꯤꯕ ꯑꯁꯣꯏꯕ ꯊꯧꯁꯤꯜ ꯌꯦꯡꯁꯤꯟꯕ ꯃꯇꯝ ꯑꯣꯏꯔꯦ꯫ ꯏꯃꯨꯡ ꯑꯃꯗ ꯃꯤꯁꯤꯡ ꯌꯥꯝꯅ ꯂꯥꯏꯔ ꯇꯥꯜꯂꯤ ꯍꯥꯏꯕ ꯋꯥꯍꯟꯊꯣꯛ ꯑꯁꯤ ꯍꯧꯖꯤꯛꯇꯤ ꯃꯇꯝꯒ ꯆꯨꯅꯗ꯭ꯔꯦ꯫ ꯏꯃꯨꯡ ꯑꯗꯨꯗ ꯃꯤꯑꯣꯏ ꯀꯌꯥ ꯂꯩ, ꯊꯕꯛ ꯁꯨꯕ ꯉꯝꯕ ꯑꯃꯁꯨꯡ ꯉꯝꯗꯕ ꯃꯤꯒꯤ ꯃꯁꯤꯡ ꯄꯥꯊꯣꯛꯅꯔꯒ ꯏꯃꯨꯡ ꯑꯗꯨ ꯅꯨꯡꯉꯥꯏ-ꯌꯥꯏꯐꯕ ꯏꯃꯨꯡꯅꯤ ꯅꯠꯇ꯭ꯔꯒ ꯏꯃꯨꯡ ꯅꯠꯇꯦ ꯍꯥꯏꯕ ꯂꯦꯞꯊꯣꯛꯄ ꯌꯥꯏ꯫ ꯑꯗꯨꯕꯨ ꯃꯤꯁꯤꯡ ꯌꯥꯝꯃꯤ ꯍꯥꯏꯗꯨꯅ ꯊꯕꯛ ꯁꯨꯕ ꯉꯝꯕ, ꯁꯦꯜ ꯇꯥꯟꯕ ꯉꯝꯕ ꯃꯤꯒꯤ ꯃꯁꯤꯡ ꯄꯩꯗꯨꯅ ꯂꯩꯔꯕꯁꯨ ꯑꯍꯜ ꯑꯣꯏꯔꯕ ꯌꯨꯝꯕꯨ ꯑꯗꯨꯗ ꯂꯣꯏꯅꯃꯛ ꯇꯥꯡꯂꯒ ꯍꯤꯡꯒꯅꯤ ꯍꯥꯏꯕꯗꯤ ꯏꯃꯨꯡ ꯑꯗꯨ ꯂꯥꯏꯔ ꯇꯥꯟꯕ ꯍꯥꯏꯕꯁꯤ ꯃꯍꯧ ꯁꯥꯅꯤ꯫ ꯃꯔꯝ ꯑꯗꯨꯅ ꯃꯤꯁꯤꯡ ꯌꯥꯝꯗꯕ ꯏꯃꯨꯡ ꯗꯁꯨ ꯑꯗꯨꯃꯛ ꯑꯋꯥꯕ ꯏꯃꯨꯡ ꯑꯣꯏꯕ ꯌꯥꯏ꯫ ꯃꯇꯧ ꯑꯁꯨꯝꯅ ꯃꯇꯝ ꯑꯃꯗ ꯃꯅꯤꯄꯨꯔ ꯁꯦꯠꯄ-ꯆꯥꯕ ꯅꯤꯡꯕ ꯊꯨꯡꯕ, ꯃꯤꯉꯣꯟꯗꯒꯤ ꯇꯥꯡꯗꯅ ꯍꯤꯡꯕ ꯉꯝꯕ ꯈꯨꯟꯅꯥꯏ ꯑꯃ ꯑꯣꯏꯔꯝꯃꯤ꯫ ꯑꯗꯨꯕꯨ ꯍꯧꯖꯤꯛꯇꯤ ꯍꯤꯔꯝ ꯈꯨꯗꯤꯡ ꯃꯛꯇ ꯃꯤꯒꯤ ꯃꯤꯄꯥꯜ ꯇꯥꯡꯂꯦ꯫ ꯇꯦꯜꯂꯕ ꯃꯇꯝ ꯈꯔꯁꯤꯗ ꯒꯦꯞ ꯑꯁꯤ ꯀꯝꯗꯧꯅ ꯊꯣꯔꯛ ꯈꯤꯕꯅꯣ ꯍꯥꯏꯕ ꯑꯩꯈꯣꯏ ꯄꯨꯝꯅ ꯃꯛꯅ ꯈꯟꯊ ꯃꯤꯟꯅꯕ ꯃꯊꯧ ꯇꯥꯏ꯫ ꯃꯃꯥꯡ ꯉꯩꯗ ꯃꯤꯁꯤꯡ ꯌꯥꯝ ꯂꯝꯗꯦ, ꯃꯗꯨꯒꯤꯁꯨ ꯃꯊꯛꯇ ꯃꯇꯝꯗꯨꯗ ꯃꯤꯔꯦꯝ ꯍꯥꯏꯕꯁꯤ ꯂꯩꯇꯦ꯫ ꯅꯨꯄꯤ ꯑꯉꯥꯡ ꯈꯥꯛꯇꯅ ꯑꯐꯪꯕ ꯊꯕꯛ ꯁꯨꯏ꯫ ꯁꯨ-ꯅꯣꯝꯂꯤꯕ ꯉꯥꯛꯇ ꯑꯣꯏꯕꯅ ꯅꯨꯡꯉꯥꯏ ꯌꯥꯏꯐꯅ ꯄꯥꯟꯕ ꯍꯥꯏꯕꯁꯤꯗꯤ ꯂꯩꯕꯥꯛꯇ ꯈꯨꯠꯇꯨꯝ ꯊꯥꯕꯅꯤ꯫ ꯑꯗꯨꯕꯨ ꯍꯧꯖꯤꯛ ꯂꯩꯔꯤꯕ ꯃꯤꯔꯣꯜ ꯑꯁꯤꯗꯤ ꯁꯨꯅꯤꯡ-ꯅꯣꯝꯅꯤꯡꯕꯒꯤ ꯋꯥꯈꯜꯂꯣꯟ ꯆꯦꯟꯗ, ꯃꯤꯒꯤ ꯁꯦꯟꯒꯥꯎ ꯌꯦꯡꯂꯒ ꯅꯨꯡꯉꯥꯏꯕ ꯄꯥꯝꯃꯤ꯫ ꯋꯥꯗꯅ ꯏꯅꯥꯛ ꯈꯨꯟꯕ ꯑꯣꯏꯅꯤꯡꯏ꯫ ꯍꯧꯖꯤꯛꯅ ꯏꯟꯈꯠ ꯂꯛꯂꯤꯕ ꯅꯍꯥꯔꯣꯜꯁꯤꯡ ꯃꯁꯥꯒꯤ ꯃꯊꯧ ꯀꯥꯎ ꯊꯣꯛꯅꯈ꯭ꯔꯦ꯫ ꯃꯌꯥꯏ ꯀꯥꯕ ꯆꯤꯟꯖꯥꯛ ꯆꯥꯗꯨꯅ ꯑꯃꯤꯌ ꯀꯥꯔꯒ ꯂꯩꯕ ꯅꯍꯥꯒꯤ ꯃꯁꯤꯡ ꯍꯦꯟꯒꯠ ꯂꯛꯂꯦ꯫ ꯀꯥꯡꯕꯨ ꯑꯃꯅ ꯃꯣꯕꯥꯏꯜ ꯐꯣꯟꯗ ꯉꯥꯎꯔꯒ ꯂꯩꯔꯦ꯫ ꯂꯥꯏꯔꯤꯛ-ꯂꯥꯏꯁꯨ ꯄꯥꯒꯅꯤ, ꯑꯍꯜ-ꯂꯃꯟꯁꯤꯡꯒꯤ ꯃꯇꯦꯡ ꯄꯥꯡꯒꯅꯤ ꯍꯥꯏꯕ ꯋꯥꯐꯝ ꯄꯨꯝꯅꯃꯛ ꯊꯥꯗꯣꯛꯈ꯭ꯔꯦ꯫ ꯑꯣꯟꯊꯣꯛꯄ ꯄꯨꯟꯁꯤꯔꯣꯜ ꯑꯃꯗ ꯂꯩꯔꯦ꯫ ꯋꯥꯗꯅ ꯅꯠꯇ꯭ꯔꯒ ꯁꯨꯗꯅ ꯅꯨꯡꯉꯥꯏꯒꯅꯤ ꯈꯟꯕ ꯃꯤꯒꯤ ꯃꯁꯤꯡ ꯍꯦꯟꯒꯠ ꯂꯛꯂꯦ꯫ ꯃꯁꯤꯅ ꯃꯔꯝ ꯑꯣꯏꯔꯒ ꯃꯅꯤꯄꯨꯔꯗ ꯃꯌꯥꯏ ꯀꯥꯕ ꯗ꯭ꯔꯒ ꯂꯂꯣꯟꯕꯒꯤ ꯋꯥꯊꯣꯛ ꯑꯃꯁꯨꯡ ꯍꯨꯔꯥꯟ-ꯆꯤꯟꯊꯤ ꯍꯦꯟꯒꯠ ꯂꯛꯂꯤꯕ ꯁꯤꯅꯤ꯫ ꯃꯅꯤꯄꯨꯔꯒꯤ ꯔꯦꯚꯤꯅ꯭ꯌꯨ ꯑꯁꯤ ꯈꯣꯝꯒꯠꯐꯝ ꯁꯨꯡꯂꯩꯃꯛ ꯂꯩꯇꯦ ꯍꯥꯏꯕꯗꯤ ꯌꯥꯔꯣꯏ꯫ ꯂꯩꯔꯤꯕ ꯈꯔꯁꯤ ꯅꯤꯡꯊꯤꯅ ꯃꯤꯠꯌꯦꯡ ꯆꯪꯕꯒꯤ ꯇꯉꯥꯏ ꯐꯗꯕ ꯂꯩ꯫ ꯁꯦꯟꯇꯔꯗ ꯑꯁꯨꯝ ꯇꯥꯡꯂꯒ ꯑꯩꯈꯣꯏ ꯍꯤꯡꯒꯅꯤ ꯍꯥꯏꯕ ꯇꯥꯔꯒꯗꯤ ꯑꯩꯈꯣꯏꯒꯤ ꯁꯛꯇꯝ ꯇꯞꯅ ꯇꯞꯅ ꯃꯥꯡꯈꯤꯕ ꯍꯥꯏꯕꯁꯤ ꯅꯣꯡꯃ ꯁꯣꯏꯗꯕꯅꯤ꯫ ꯑꯔꯦꯡ-ꯑꯔꯦꯡ ꯄꯨꯠꯊ ꯔꯛꯄꯗꯒꯤ ꯇꯂꯕ ꯐꯥꯎꯕ ꯄꯤꯕ ꯉꯝꯗꯕꯒꯤ ꯐꯤꯚꯝ ꯑꯃ ꯂꯥꯛꯂꯤꯕꯁꯤ ꯑꯩꯈꯣꯏꯅ ꯑꯣꯏꯍꯟꯕ꯭ꯔ ꯍꯥꯏꯕꯁꯤ ꯈꯟꯅ ꯃꯤꯟꯅꯁꯤ꯫ ꯁ꯭ꯇꯦꯠ ꯑꯁꯤꯗ ꯔꯦꯚꯤꯅ꯭ꯌꯨ ꯀꯥꯔꯛꯇꯕ ꯁꯦꯛꯇꯔ ꯀꯌꯥꯝ ꯔꯨꯃ ꯂꯩꯔꯤ꯫ ꯈꯨꯗꯝ ꯑꯣꯏꯅ ꯍꯥꯏꯔꯕꯗ ꯏꯝꯐꯥꯜ ꯃ꯭ꯌꯨꯅꯤꯁꯤꯄꯂꯤꯇꯤꯒꯤ ꯃꯅꯨꯡ ꯑꯃꯁꯨꯡ ꯃꯄꯥꯟꯗ ꯍꯥꯡꯂꯤꯕ ꯗꯨꯀꯥꯟꯁꯤꯡ ꯑꯁꯤ ꯀꯥꯡꯂꯣꯟ ꯑꯃꯒꯤ ꯃꯈꯥꯗ ꯍꯥꯡꯍꯟꯅꯅꯕ ꯃꯔꯤ ꯂꯩꯅꯕ ꯑꯣꯊꯣꯔꯤꯇꯤꯗ ꯔꯦꯖꯤꯁꯇꯥꯔ ꯇꯧꯍꯟ ꯒꯗꯕꯅꯤ꯫ ꯃꯁꯤꯅ ꯄꯣꯠꯁꯤꯡꯒꯤ ꯃꯃꯜ ꯆꯨꯅꯕ ꯃꯈꯜꯗ ꯌꯣꯜꯍꯟꯕ ꯉꯝꯒꯅꯤ ꯑꯃꯁꯨꯡ ꯍꯛꯆꯥꯡ ꯁꯣꯛꯅꯤꯡꯉꯥꯏ ꯑꯣꯏꯕ, ꯄꯣꯠꯌꯥꯟ ꯌꯥꯎꯕ ꯆꯤꯟꯖꯥꯛ ꯌꯣꯟꯍꯟꯕꯁꯤꯡꯒꯤ ꯃꯊꯛꯇ ꯂꯣꯒꯤ ꯑꯣꯏꯕ ꯊꯕꯛ ꯂꯧꯈꯠꯄ ꯉꯝꯍꯟꯒꯅꯤ꯫ ꯃꯁꯤꯒꯤꯁꯨ ꯃꯊꯛꯇ ꯃꯅꯤꯄꯨꯔꯗ ꯗꯤꯜꯂꯔ ꯂꯩꯇꯕ ꯒꯥꯔꯤ ꯀꯌꯥꯃꯔꯨꯝ ꯂꯦꯞꯇꯅ ꯄꯨꯁꯤꯜ ꯂꯛꯂꯒ ꯃꯅꯤꯄꯨꯔꯗ ꯔꯦꯖꯤꯁꯇ꯭ꯔꯦꯁꯟ ꯇꯧꯔꯤ꯫ ꯑꯗꯨꯒ ꯑꯃꯔꯣꯝꯗ ꯃꯅꯤꯄꯨꯔꯗ ꯇꯦꯛꯁꯤ ꯑꯃꯁꯨꯡ ꯔꯦꯖꯤꯁꯇ꯭ꯔꯦꯁꯟꯒꯤ ꯁꯦꯟꯐꯝ ꯌꯥꯝꯃꯤ ꯍꯥꯏꯗꯨꯅ ꯑꯇꯣꯞꯄ ꯁ꯭ꯇꯦꯠꯇ ꯔꯦꯖꯤꯁꯇꯥꯔ ꯇꯧꯔꯒ ꯃꯅꯤꯄꯨꯔꯗ ꯒꯥꯔꯤ ꯁꯤꯖꯤꯟꯅꯔꯤ꯫ ꯃꯈꯣꯏꯗ ꯃꯅꯤꯄꯨꯔ ꯍꯥꯏꯕꯁꯤ ꯅꯨꯡꯁꯤꯕ ꯐꯥꯎꯗꯦ꯫ ꯁꯨꯞꯅꯇꯒꯤ ꯁꯦꯟꯐꯝ ꯈꯔꯗꯨ ꯈꯛꯇ ꯏꯜꯂꯒ ꯑꯩꯈꯣꯏꯒꯤ ꯑꯣꯏꯒꯗꯕ ꯔꯦꯚꯤꯅ꯭ꯌꯨ ꯃꯤꯒꯤ ꯂꯝꯗ ꯀꯥꯍꯟꯂꯤ꯫ ꯑꯗꯨꯒ ꯃꯅꯤꯄꯨꯔꯅ ꯄꯣꯂꯨꯁꯟ ꯊꯣꯛꯍꯟꯂꯤ, ꯂꯝꯕꯤ ꯁꯣꯛꯍꯟꯂꯤ꯫ ꯃꯁꯤꯗꯒꯤ ꯍꯦꯟꯗꯣꯛꯂꯗꯨꯅ ꯑꯇꯣꯞꯄ ꯁ꯭ꯇꯦꯠꯁꯤꯡꯗꯒꯤ ꯄꯣꯠ-ꯆꯩ ꯄꯨꯁꯤꯟ ꯂꯛꯂꯤꯕ ꯇ꯭ꯔꯛꯁꯤꯡꯕꯨ ꯃꯅꯤꯄꯨꯔꯗ ꯗꯤꯖꯜ ꯍꯥꯟꯕꯒꯤ ꯆꯥꯡ ꯌꯥꯝꯅ ꯍꯟꯊꯩ꯫